ꯊꯕꯛ ꯊꯤꯔꯤꯕ ꯃꯤꯑꯣꯏꯁꯤꯡꯒꯤ ꯑꯣꯏꯕ ꯅꯦꯠꯋꯥꯛꯀꯤꯡꯒꯤ ꯃꯔꯨꯑꯣꯏꯕꯒꯤ ꯃꯇꯥꯡꯗ ꯄꯦꯔꯥꯒ꯭ꯔꯥꯞ ꯑꯃ ꯁꯦꯝꯃꯨ꯫ ꯅꯦꯠꯋꯥꯛꯀꯤꯡ ꯑꯁꯤ ꯊꯕꯛ ꯊꯤꯕꯒꯤ ꯃꯔꯨꯑꯣꯏꯕ ꯀꯝꯄꯣꯅꯦꯟ ꯑꯃꯅꯤ ꯑꯃꯁꯨꯡ ꯃꯁꯤꯅ ꯊꯕꯛ ꯊꯤꯔꯤꯕ ꯃꯤꯑꯣꯏꯁꯤꯡꯗ ꯀꯥꯟꯅꯕ ꯀꯌꯥ ꯑꯃ ꯄꯤꯕ ꯉꯝꯒꯅꯤ꯫ ꯃꯈꯣꯏꯒꯤ ꯏꯟꯗꯁꯇꯔꯤꯒꯤ ꯃꯅꯨꯡꯗ ꯂꯩꯕ ꯃꯤꯑꯣꯏꯁꯤꯡꯒ ꯀꯅꯦꯛꯁꯟ ꯁꯦꯝꯒꯠꯇꯨꯅ ꯊꯕꯛ ꯊꯤꯔꯤꯕꯁꯤꯡꯅ ꯑꯅꯧꯕ ꯊꯕꯛꯀꯤ ꯈꯨꯗꯣꯡꯆꯥꯕꯁꯤꯡ ꯐꯪꯍꯟꯕ ꯉꯝꯒꯅꯤ ꯊꯕꯛꯀꯤ ꯀꯩꯊꯦꯜꯒꯤ ꯃꯇꯥꯡꯗ ꯃꯈꯣꯏꯒꯤ ꯂꯧꯁꯤꯡ ꯍꯦꯟꯒꯠꯍꯟꯕ ꯉꯝꯒꯅꯤ ꯃꯃꯜ ꯌꯥꯝꯂꯕ ꯄꯥꯎꯇꯥꯛ ꯑꯃ ꯐꯤꯠꯕꯦꯛ ꯂꯧꯕ ꯉꯝꯒꯅꯤ ꯑꯃꯁꯨꯡ ꯄꯣꯇꯦꯟꯁꯤꯌꯦꯜ ꯏꯝꯄꯂꯣꯌꯔꯁꯤꯡꯗ ꯃꯈꯣꯏꯒꯤ ꯑꯦꯛꯁꯄꯣꯖꯔ ꯍꯦꯟꯒꯠꯍꯟꯕ ꯉꯝꯒꯅꯤ꯫ ꯃꯁꯤꯒꯤ ꯃꯊꯛꯇ ꯅꯦꯇꯋꯥꯛꯀꯤꯡꯅ ꯊꯕꯛ ꯊꯤꯔꯤꯕ ꯃꯤꯑꯣꯏꯁꯤꯡꯗ ꯔꯤꯐꯔꯦꯜꯁꯤꯡꯁꯨ ꯄꯤꯕ ꯉꯝꯒꯅꯤ ꯃꯁꯤꯅ ꯃꯈꯣꯏꯒꯤ ꯑꯦꯞꯂꯤꯀꯦꯁꯟ ꯑꯗꯨ ꯀꯝꯄꯤꯇꯤꯁꯟꯗꯒꯤ ꯇꯣꯉꯥꯟꯅ ꯊꯝꯕꯗ ꯃꯇꯦꯡ ꯄꯥꯡꯒꯅꯤ ꯑꯃꯁꯨꯡ ꯏꯟꯇꯔꯚꯤꯌꯨ ꯑꯃ ꯂꯦꯟ ꯇꯧꯕꯒꯤ ꯆꯥꯡ ꯍꯦꯟꯒꯠꯍꯟꯕ ꯉꯝꯒꯅꯤ꯫ ꯉꯁꯤꯒꯤ ꯌꯥꯝꯅꯥ ꯀꯝꯄꯤꯇꯤꯇꯤꯞ ꯑꯣꯏꯕ ꯊꯕꯛꯀꯤ ꯀꯩꯊꯦꯜ ꯑꯁꯤꯗ ꯊꯕꯛ ꯊꯤꯔꯤꯕꯁꯤꯡꯅ ꯃꯈꯣꯏꯒꯤ ꯑꯥꯏꯗꯤꯌꯦꯜ ꯖꯣꯕ ꯐꯪꯕꯒꯤ ꯑꯃꯁꯨꯡ ꯁꯣꯏꯗꯅ ꯐꯪꯅꯕꯒꯤ ꯆꯥꯡ ꯍꯦꯟꯒꯠꯍꯟꯅꯕ ꯅꯦꯠꯋꯛꯀꯤꯡꯗ ꯑꯦꯛꯇꯤꯞ ꯑꯣꯏꯅ ꯁꯔꯨꯛ ꯌꯥꯕ ꯑꯁꯤ ꯌꯥꯝꯅ ꯃꯔꯨꯑꯣꯏ꯫ ꯑꯄꯤꯕ ꯊꯧꯔꯝ ꯑꯗꯨꯒꯤꯗꯃꯛ ꯅꯍꯥꯛꯀꯤ ꯊꯥꯒꯠꯄ ꯐꯣꯡꯗꯣꯛꯄ ꯏꯃꯦꯜ ꯑꯃ ꯁꯦꯝꯃꯨ꯫ ꯑꯩꯒꯤ ꯕꯔꯠꯗꯦ ꯄꯥꯔꯇꯤꯗ ꯅꯈꯣꯏꯅ ꯁꯔꯨꯛ ꯌꯥꯈꯤ꯫ ꯍꯤꯔꯝ ꯑꯩꯒꯤ ꯏꯄꯣꯛ ꯅꯨꯃꯤꯠꯀꯤ ꯊꯧꯔꯝꯗ ꯁꯔꯨꯛ ꯌꯥꯕꯤꯕꯒꯤꯗꯃꯛ ꯊꯝꯃꯣꯏ ꯁꯦꯡꯅ ꯊꯥꯒꯠꯆꯔꯤ ꯅꯨꯡꯁꯤꯖꯔꯕ ꯃꯃꯤꯡ ꯏꯃꯦꯜ ꯑꯁꯤꯅ ꯑꯗꯣꯝꯕꯨ ꯌꯥꯝꯅ ꯐꯖꯅ ꯐꯪꯒꯅꯤ ꯍꯥꯏꯅ ꯑꯩꯅ ꯊꯥꯖꯩ꯫ ꯑꯩꯍꯥꯛꯅ ꯃꯤꯀꯨꯞ ꯑꯃ ꯂꯧꯗꯨꯅ ꯑꯩꯍꯥꯛꯀꯤ ꯏꯄꯣꯛ ꯅꯨꯃꯤꯠꯀꯤ ꯊꯧꯔꯝꯗ ꯅꯈꯣꯏꯅ ꯁꯔꯨꯛ ꯌꯥꯕꯤꯕꯒꯤꯗꯃꯛ ꯊꯃꯣꯏ ꯁꯦꯡꯅ ꯊꯥꯒꯠꯄ ꯐꯣꯡꯗꯣꯛꯆꯔꯤ꯫ ꯑꯗꯣꯝꯒꯤ ꯁꯔꯨꯛ ꯌꯥꯕ ꯑꯁꯤꯅ ꯇꯁꯦꯡꯅ ꯑꯩꯉꯣꯟꯗ ꯌꯥꯝꯅ ꯃꯔꯨꯑꯣꯏꯕ ꯑꯃ ꯑꯣꯏꯈꯤ ꯑꯃꯁꯨꯡ ꯑꯩꯒꯤ ꯅꯨꯃꯤꯠ ꯑꯁꯤ ꯍꯦꯟꯅ ꯑꯈꯟꯅꯕ ꯑꯣꯏꯍꯟꯕꯗ ꯃꯇꯦꯡ ꯄꯥꯡꯈꯤ꯫ ꯑꯗꯣꯝꯕꯨ ꯎꯕꯗ ꯑꯃꯁꯨꯡ ꯊꯦꯡꯅꯕꯗ ꯑꯉꯛꯄ ꯐꯥꯎꯈꯤ ꯑꯃꯁꯨꯡ ꯃꯐꯝ ꯑꯗꯨꯗ ꯂꯩꯅꯕꯒꯤꯗꯃꯛ ꯑꯗꯣꯝꯅ ꯍꯣꯠꯅꯈꯤꯕ ꯑꯗꯨ ꯑꯩꯍꯥꯛꯅ ꯇꯁꯦꯡꯅ ꯊꯥꯒꯠꯆꯔꯤ꯫ ꯑꯩꯈꯣꯏꯅ ꯁꯦꯌꯔ ꯇꯧꯔꯛꯈꯤꯕ ꯅꯤꯡꯁꯤꯡꯅꯤꯡꯉꯥꯏ ꯑꯣꯏꯕꯁꯤꯡ ꯑꯃꯁꯨꯡ ꯅꯣꯛꯅꯕꯁꯤꯡ ꯑꯗꯨ ꯑꯩꯍꯥꯛꯅ ꯃꯇꯝ ꯄꯨꯝꯅꯃꯛꯇ ꯅꯤꯡꯁꯤꯡꯗꯨꯅ ꯂꯩꯍꯧꯔꯒꯅꯤ꯫ ꯑꯃꯨꯛ ꯍꯟꯅ ꯑꯩꯒꯤ ꯁꯦꯂꯦꯕꯔꯦꯁꯟꯒꯤ ꯁꯔꯨꯛ ꯑꯃ ꯑꯣꯏꯕꯤꯕꯒꯤꯗꯃꯛ ꯌꯥꯝꯅ ꯊꯥꯒꯠꯆꯔꯤ꯫ ꯑꯩꯒꯤ ꯄꯨꯟꯁꯤꯗ ꯑꯗꯣꯝꯕꯨ ꯌꯥꯎꯕꯤꯕꯒꯤꯗꯃꯛ ꯑꯩꯅ ꯊꯥꯒꯠꯆꯔꯤ ꯑꯃꯁꯨꯡ ꯄꯨꯟꯅ ꯑꯃꯨꯛ ꯍꯟꯅ ꯅꯤꯡꯁꯤꯡꯅꯤꯡꯉꯥꯏ ꯑꯣꯏꯕ ꯀꯌꯥ ꯑꯃ ꯉꯥꯏꯗꯨꯅ ꯂꯩꯔꯤ꯫